ꯕ꯭ꯔꯦꯛꯁꯤꯠꯀꯤ ꯁꯦꯟꯃꯤꯠꯂꯣꯟꯒꯤ ꯏꯝꯄꯦꯛꯇ ꯑꯗꯨ ꯄꯤꯌꯨ꯫ ꯕ꯭ꯔꯦꯛꯁꯤꯠ, ꯌꯨꯔꯣꯄꯤꯌꯟ ꯌꯨꯅꯤꯌꯟ (ꯏꯌꯨ)ꯗꯒꯤ ꯌꯨꯅꯥꯏꯇꯦꯗ ꯀꯤꯡꯗꯝ (ꯌꯨ. ꯀꯦ.) ꯂꯧꯊꯣꯛꯈꯤꯕꯥ ꯑꯁꯤꯅꯥ ꯁꯦꯟꯃꯤꯠꯂꯣꯟꯒꯤ ꯃꯔꯨꯑꯣꯏꯕꯥ ꯁꯥꯐꯨ ꯑꯃꯥ ꯄꯤꯔꯤ꯫ ꯏꯟꯚꯦꯁ꯭ꯇꯃꯦꯟꯇ ꯍꯟꯊꯔꯛꯄꯥ: ꯁꯣꯏꯗ-ꯉꯥꯝꯗꯕ ꯕꯤꯖꯤꯅꯦꯁ ꯑꯦꯟꯚꯥꯏꯔꯟꯃꯦꯟꯇ ꯑꯃꯁꯨꯡ ꯇ꯭ꯔꯦꯗ ꯀꯣꯠ ꯍꯦꯟꯒꯠꯂꯛꯄꯅꯥ ꯃꯔꯝ ꯑꯣꯏꯗꯨꯅꯥ ꯌꯨ. ꯀꯦ. ꯗꯥ ꯗꯣꯃꯦꯁ꯭ꯇꯤꯛ ꯑꯃꯁꯨꯡ ꯐꯣꯔꯦꯟ ꯏꯟꯚꯦꯁ꯭ꯇꯔ ꯑꯅꯤꯃꯛꯇꯒꯤ ꯏꯟꯚꯦꯁ꯭ꯇꯃꯦꯟꯇ ꯍꯟꯊꯔꯦ꯫ ꯁꯦꯜꯒꯤ ꯃꯃꯜ ꯍꯟꯊꯔꯛꯄꯥ: ꯕ꯭ꯔꯦꯛꯁꯤꯠ ꯔꯦꯐꯔꯦꯟꯁꯀꯤ ꯃꯇꯨꯡꯗꯥ ꯕ꯭ꯔꯤꯇꯤꯁ ꯄꯥꯎꯟꯗꯒꯤ ꯃꯃꯜ ꯑꯁꯤ ꯑꯇꯣꯞꯄꯥ ꯑꯆꯧꯕꯥ ꯁꯦꯟꯃꯤꯠꯂꯣꯟꯁꯤꯡꯒꯥ ꯆꯥꯡꯗꯝꯅꯕꯗꯥ ꯌꯥꯝꯅꯥ ꯍꯟꯊꯔꯦ, ꯃꯁꯤꯅꯥ ꯌꯨ. ꯀꯦ. ꯒꯤ ꯀꯟꯖꯨꯃꯔꯁꯤꯡ ꯑꯃꯁꯨꯡ ꯕꯤꯖꯤꯅꯦꯁꯁꯤꯡꯒꯤꯗꯃꯛꯇꯥ ꯏꯝꯄꯣꯔꯇꯀꯤ ꯃꯃꯜ ꯍꯦꯟꯒꯠꯍꯜꯂꯦ꯫ ꯋꯥꯔꯀꯐꯣꯔꯁ ꯍꯟꯊꯔꯛꯄꯥ: ꯕ꯭ꯔꯦꯛꯁꯤꯠꯅꯥ ꯏꯃꯤꯒ꯭ꯔꯦꯁꯟ ꯄꯣꯂꯤꯁꯤꯗꯥ ꯑꯍꯣꯡꯕꯥ ꯄꯨꯔꯛꯂꯦ, ꯃꯁꯤꯅꯥ ꯌꯨ.ꯀꯦ ꯀꯦ. ꯗꯥ ꯏꯌꯨꯒꯤ ꯁꯤꯟꯃꯤꯁꯤꯡꯒꯤ ꯃꯁꯤꯡ ꯍꯟꯊꯍꯜꯂꯦ꯫ ꯃꯁꯤꯅꯥ ꯃꯊꯪ ꯃꯅꯥꯎ ꯅꯥꯏꯅꯥ ꯏ. ꯌꯨ. ꯒꯤ ꯁꯤꯟꯃꯤꯁꯤꯡꯗꯥ ꯊꯥꯖꯕꯥ ꯊꯝꯕꯥ ꯏꯟꯗꯁ꯭ꯇꯔꯤꯁꯤꯡ, ꯈꯨꯗꯝ ꯑꯣꯏꯅꯥ ꯂꯧꯎ-ꯁꯤꯡꯎ, ꯍꯦꯜꯊꯀꯦꯌꯔ, ꯑꯃꯁꯨꯡ ꯍꯣꯁ꯭ꯄꯤꯇꯥꯂꯤꯇꯤꯗꯥ ꯁꯣꯛꯍꯜꯂꯦ꯫ ꯂꯒꯤ ꯈꯦꯠꯅꯕꯥ: ꯌꯨ. ꯀꯦ. ꯒꯤ ꯃꯐꯝ ꯀꯌꯥꯗꯥ ꯕ꯭ꯔꯦꯛꯁꯤꯠꯀꯤ ꯁꯦꯟꯃꯤꯠꯂꯣꯟꯒꯤ ꯏꯝꯄꯦꯛ ꯑꯁꯤ ꯇꯣꯉꯥꯟ ꯇꯣꯉꯥꯟꯕꯥ ꯑꯣꯏꯈꯤ, ꯂꯝꯗꯝ ꯈꯔꯗꯥ ꯑꯇꯣꯞꯄꯁꯤꯡꯗꯒꯤ ꯍꯦꯟꯅꯥ ꯁꯣꯛꯍꯜꯂꯦ꯫ ꯈ꯭ꯋꯥꯏꯗꯒꯤ ꯁꯣꯛꯍꯜꯂꯕꯥ ꯂꯝꯗꯝꯁꯤꯡꯗꯤ ꯏꯌꯨꯒꯥ ꯂꯂꯣꯟ-ꯏꯇꯤꯛ ꯇꯧꯕꯗꯥ ꯊꯥꯖꯕꯥ ꯊꯝꯕꯥ ꯅꯠꯇ꯭ꯔꯒꯥ ꯏꯌꯨꯒꯤ ꯁꯤꯟꯃꯤ ꯃꯁꯤꯡ ꯌꯥꯝꯅꯥ ꯂꯩꯕꯥ ꯂꯝꯗꯝꯁꯤꯡꯅꯤ꯫ ꯈꯪꯖꯤꯟꯒꯗꯕꯥ ꯑꯃꯅꯥ, ꯕ꯭ꯔꯦꯛꯁꯤꯠꯅꯥ ꯑꯅꯧꯕꯥ ꯂꯂꯣꯟ-ꯏꯇꯤꯛꯀꯤ ꯑꯊꯤꯡꯕꯁꯤꯡ ꯄꯨꯔꯛꯂꯦ, ꯁꯦꯜ ꯊꯥꯗꯕꯥ ꯍꯟꯊꯍꯜꯂꯦ, ꯁꯦꯟꯃꯤꯠꯂꯣꯟꯒꯤ ꯃꯃꯜ ꯍꯟꯊꯍꯜꯂꯦ, ꯑꯃꯁꯨꯡ ꯌꯨꯔꯣꯄꯤꯌꯟ ꯋꯥꯔꯛꯐꯣꯔꯁꯀꯤ ꯈꯨꯗꯣꯡꯆꯥꯕꯥ ꯍꯟꯊꯍꯜꯂꯦ, ꯃꯁꯤ ꯄꯨꯝꯅꯃꯛ ꯑꯁꯤꯅꯥ ꯌꯨ. ꯀꯦ. ꯇꯨꯡꯗꯥ ꯀꯔꯤ ꯑꯣꯏꯔꯛꯄꯥ ꯌꯥꯕꯒꯦ ꯍꯥꯏꯕꯗꯨ ꯈꯟꯕꯤꯌꯨ? ꯃꯥꯂꯦꯝ ꯁꯤꯟꯕꯥ ꯊꯨꯡꯅꯥ ꯏꯂꯦꯛꯇꯔꯤꯛ ꯒꯥꯔꯤꯁꯤꯡ ꯍꯦꯟꯅꯥ ꯆꯠꯅꯔꯛꯂꯒꯅꯤ꯫ ꯀꯔꯤꯒꯨꯝꯕꯥ ꯃꯥꯂꯦꯝ ꯁꯤꯟꯕꯥ ꯊꯨꯡꯅꯥ ꯏꯂꯦꯛꯇꯔꯤꯛ ꯒꯥꯔꯤꯁꯤꯡ ꯍꯦꯟꯅꯥ ꯀꯃꯟ ꯑꯣꯏꯔꯛꯂꯕꯗꯤ ꯑꯩꯈꯣꯏꯅꯥ ꯂꯥꯛꯀꯅꯤ ꯍꯥꯏꯅꯥ ꯊꯥꯖꯕꯥ ꯌꯥꯕꯥ ꯑꯆꯧꯕꯥ ꯑꯍꯣꯡꯕꯥ ꯀꯌꯥ ꯑꯃꯥ ꯂꯥꯛꯀꯅꯤ꯫ ꯃꯁꯤꯒꯤ ꯑꯣꯏꯊꯣꯛꯄꯥ ꯌꯥꯕꯥ ꯏꯝꯄꯦꯛꯇ ꯈꯔꯗꯤ ꯃꯈꯥꯗꯥ ꯄꯤꯔꯤ: ꯄꯣꯂꯨꯁꯟ ꯍꯟꯊꯍꯟꯕꯥ: ꯏꯂꯦꯛꯇꯔꯤꯛ ꯒꯥꯔꯤꯁꯤꯡ ꯁꯤꯖꯤꯟꯅꯕꯥ ꯍꯦꯟꯒꯠꯂꯛꯄꯅꯥ ꯃꯔꯝ ꯑꯣꯏꯗꯨꯅꯥ ꯅꯨꯡꯁꯤꯠꯀꯤ ꯃꯒꯨꯟ ꯍꯦꯟꯅꯥ ꯐꯒꯠꯍꯟꯕꯥ ꯑꯃꯁꯨꯡ ꯃꯤꯁꯤꯡꯒꯤ ꯍꯛꯁꯦꯜꯗꯥ ꯄꯣꯖꯤꯇꯤꯚ ꯑꯣꯏꯕꯥ ꯃꯑꯣꯡꯗꯥ ꯁꯣꯈꯟꯕꯥ ꯌꯥꯕꯥ ꯃꯥꯡ-ꯇꯥꯛꯅꯤꯡꯉꯥꯏ ꯑꯣꯏꯕꯥ ꯏꯃꯤꯁꯟꯒꯤ ꯃꯁꯤꯡ ꯍꯟꯊꯍꯜꯅꯤ꯫ ꯃꯩꯒꯤ ꯗꯤꯃꯥꯟꯗ ꯍꯦꯟꯒꯠꯂꯛꯄꯥ: ꯂꯝꯕꯤꯗꯥ ꯏꯂꯦꯛꯇꯔꯤꯛ ꯒꯥꯔꯤꯁꯤꯡ ꯍꯦꯟꯅꯥ ꯂꯩꯕꯅꯥ ꯃꯤꯌꯥꯝꯅꯥ ꯃꯈꯣꯏꯒꯤ ꯒꯥꯔꯤꯁꯤꯡꯗꯥ ꯆꯥꯔꯖ ꯇꯧꯔꯛꯄꯗꯒꯤ ꯃꯩꯒꯤ ꯗꯤꯃꯥꯟꯗ ꯍꯦꯟꯒꯠꯂꯛꯀꯅꯤ꯫ ꯁꯔꯀꯥꯔꯁꯤꯡ ꯑꯃꯁꯨꯡ ꯌꯨꯇꯤꯂꯤꯇꯤ ꯀꯝꯄꯦꯅꯤꯁꯤꯡꯅꯥ ꯍꯦꯟꯒꯠꯂꯛꯂꯤꯕꯥ ꯗꯤꯃꯥꯟꯗ ꯑꯁꯤꯒꯥ ꯂꯣꯏꯅꯅꯥ ꯆꯠꯃꯤꯟꯅꯕꯥ ꯄꯥꯝꯕꯩ ꯑꯃꯥ ꯊꯤꯕꯥ ꯃꯊꯧ ꯇꯥꯒꯅꯤ꯫ ꯑꯣꯏꯜ ꯑꯃꯁꯨꯡ ꯒ꯭ꯌꯥꯁ ꯏꯟꯗꯁ꯭ꯇꯔꯤꯗꯥ ꯑꯍꯣꯡꯕꯥ ꯂꯥꯛꯄꯥ: ꯏꯂꯦꯛꯇꯔꯤꯛ ꯒꯥꯔꯤꯁꯤꯡꯅꯥ ꯇ꯭ꯔꯦꯗꯤꯁ꯭ꯅꯦꯜ ꯒꯦꯁꯣꯂꯤꯟꯅꯥ ꯃꯊꯧ ꯇꯧꯕꯥ ꯒꯥꯔꯤꯁꯤꯡꯒꯤ ꯃꯍꯨꯠ ꯁꯤꯜꯂꯛꯄꯒꯥ ꯂꯣꯏꯅꯅꯥ ꯇꯦꯜꯒꯤ ꯗꯤꯃꯥꯟꯗ ꯍꯟꯊꯔꯛꯀꯅꯤ ꯑꯃꯁꯨꯡ ꯃꯔꯝ ꯑꯁꯤꯅꯥ ꯑꯣꯏꯜ ꯑꯦꯛꯁꯄꯣꯔꯇꯇꯥ ꯊꯥꯖꯕꯥ ꯊꯝꯕꯥ ꯂꯩꯕꯥꯛꯁꯤꯡꯅꯥ ꯑꯋꯥꯕꯥ ꯃꯥꯌꯣꯛꯅꯔꯛꯄꯥ ꯌꯥꯏ ꯍꯥꯏꯅꯥ ꯃꯥꯂꯦꯝꯒꯤ ꯁꯦꯟꯃꯤꯠꯂꯣꯟꯗꯥ ꯑꯍꯣꯡꯕꯥ ꯑꯃꯥ ꯂꯥꯛꯀꯅꯤ꯫ ꯔꯤꯟꯅꯌꯨꯑꯦꯕꯜ ꯏꯅꯔꯖꯤꯗꯥ ꯆꯥꯎꯈꯠꯄꯥ: ꯂꯩꯕꯥꯛꯁꯤꯡꯅꯥ ꯑꯍꯦꯟꯕꯥ ꯃꯩꯒꯤ ꯗꯤꯃꯥꯟꯗꯒꯥ ꯂꯣꯏꯅꯅꯥ ꯆꯠꯃꯤꯟꯅꯅꯕꯥ ꯍꯣꯠꯅꯕꯅꯥ ꯃꯔꯝ ꯑꯣꯏꯗꯨꯅꯥ ꯁꯣꯂꯥꯔ, ꯅꯨꯡꯁꯤꯠ, ꯑꯃꯁꯨꯡ ꯍꯥꯏꯗ꯭ꯔꯣꯏꯂꯦꯛꯇꯔꯤꯛ ꯄꯥꯋꯔꯒꯨꯝꯕꯥ ꯔꯤꯟꯅꯌꯨꯑꯦꯕꯜ ꯏꯅꯔꯖꯤꯒꯤ ꯁꯣꯔꯁꯁꯤꯡꯗꯥ ꯁꯦꯜ ꯊꯥꯗꯕꯥ ꯑꯃꯁꯨꯡ ꯑꯅꯧꯕꯥ ꯄꯨꯊꯣꯛꯄꯥ ꯍꯦꯟꯒꯠꯂꯛꯄꯥ ꯌꯥꯏ꯫